ꯀꯩ ꯍꯥꯢꯕꯒꯤ ꯋꯥꯍꯟꯊꯣꯛ ꯀꯌꯥꯃꯔꯨꯝ ꯂꯩ꯫ ꯀꯩ(ꯁꯥ), ꯄꯨꯀꯩ ꯀꯩ, ꯀꯩꯁꯥꯝ ꯁꯥꯒꯩ ꯑꯁꯤ ꯃꯩꯇꯩ ꯐꯨꯔꯨꯞꯀꯤ ꯁꯥꯒꯩ ꯑꯃꯅꯤ꯫ ꯁꯥꯒꯩ ꯑꯁꯤ ꯀꯪꯂꯩꯆꯥ ꯉꯥꯛꯇꯅꯤ꯫ ꯁꯥꯒꯩ ꯑꯁꯤꯒꯤ ꯃꯄꯨꯊꯧꯗꯨ ꯃꯃꯥꯡꯉꯩꯗ ꯀꯩ ꯁꯥꯕꯒꯤ ꯃꯃꯤꯡ ꯂꯩꯔꯝꯢ꯫ ꯄꯨꯋꯥꯔꯤ ꯃꯃꯤꯡ ꯂꯩꯕ ꯃꯤꯑꯣꯢꯁꯤꯡ ꯁꯤꯃꯁꯨ ꯌꯦꯡꯕꯤꯌꯨ ꯌꯥꯝꯕꯦꯝ ꯁꯥꯒꯩ ꯀꯩꯁꯥꯝꯊꯣꯡ ꯊꯣꯢꯕꯤ ꯑꯁꯤ ꯃꯅꯤꯄꯨꯔꯤ ꯂꯣꯟꯒꯤ ꯃꯃꯤ ꯀꯨꯝꯃꯩ (ꯃꯩꯇꯩꯂꯣꯟꯒꯤ ꯃꯃꯤ ꯀꯨꯝꯍꯩ) ꯑꯃꯅꯤ꯫ ꯃꯁꯤꯒꯤ ꯃꯃꯤ ꯀꯨꯝꯃꯩ (ꯐꯤꯜꯝ) ꯑꯁꯤ ꯑꯣꯢꯅꯥꯝ ꯒꯧꯇꯝꯅ ꯂꯝꯖꯤꯡ-ꯂꯝꯇꯥꯛꯇꯨꯅ ꯅꯝꯕꯅꯤ꯫ ꯑꯣꯢꯅꯥꯝ ꯒꯧꯇꯝꯅ ꯂꯝꯖꯤꯡ-ꯂꯝꯇꯥꯛꯇꯨꯅ ꯅꯝꯕ ꯃꯃꯤ ꯀꯨꯝꯍꯩꯁꯤꯡ:ꯃꯤꯇꯩꯂꯣꯟꯒꯤ ꯃꯃꯤ ꯀꯨꯝꯍꯩꯁꯤꯡ:ꯃꯅꯤꯄꯨꯔꯤ ꯃꯃꯤ ꯀꯨꯝꯍꯩꯁꯤꯡ "ꯀꯩꯁꯥꯝꯊꯣꯡ ꯑꯣꯢꯅꯥꯝ ꯂꯩꯀꯥꯢ" ꯑꯁꯤ ꯃꯅꯤꯄꯨꯔꯒꯤ ꯅꯣꯡꯆꯨꯞ ꯏꯝꯐꯥꯜ ꯄꯅꯥꯗ ꯂꯩꯕ ꯀꯩꯁꯥꯝꯊꯣꯡꯒꯤ ꯃꯅꯨꯡ ꯆꯟꯅ ꯂꯩꯕ ꯑꯣꯢꯅꯥꯝ ꯁꯥꯒꯩꯅ ꯈꯨꯜꯂꯤꯡꯕ ꯂꯩꯀꯥꯢ ꯑꯃꯅꯤ꯫ ꯑꯣꯢꯅꯥꯝ ꯂꯩꯀꯥꯢ ꯄꯥꯎꯔꯧ ꯑꯁꯤ ꯃꯃꯥꯡꯉꯩ ꯃꯩꯍꯧꯔꯣꯜꯗꯒꯤ ꯍꯧꯅ ꯀꯪꯂꯩꯄꯥꯛꯀꯤ ꯃꯤꯇꯩ ꯀꯥꯡꯂꯨꯞ (ꯃꯩꯇꯩ ꯀꯥꯡꯂꯨꯞ)ꯀꯤ ꯂꯥꯢꯒꯨꯝꯂꯕ ꯏꯄꯥ-ꯏꯄꯨ ꯑꯍꯜ-ꯂꯃꯟꯁꯤꯡꯅ ꯁꯛꯅ ꯁꯣꯟꯅꯕꯤꯔꯝꯕ ꯄꯥꯎꯔꯧ ꯄꯥꯎꯇꯥꯛ ꯑꯃꯅꯤ꯫ ꯅꯨꯡꯒꯤ ꯋꯥꯍꯟꯊꯣꯛ ꯁꯟꯗꯣꯛꯅ ꯇꯥꯛꯄ ꯃꯇꯦꯡ ꯂꯧꯔꯛꯐꯝ ꯃꯆꯥꯈꯥꯏꯕ ꯃꯤꯇꯩ ꯄꯥꯎꯔꯧꯁꯤꯡ ꯀꯩꯕꯨꯜ ꯂꯝꯆꯥꯎ ꯂꯩꯄꯥꯛꯀꯤ ꯂꯝꯄꯥꯛ (ꯀꯩꯕꯨꯜ ꯂꯝꯖꯥꯎ ꯂꯩꯕꯥꯛꯀꯤ ꯂꯝꯕꯥꯛ) ꯍꯥꯏꯕꯁꯤ ꯏꯟꯗꯤꯌꯥ ꯂꯩꯄꯥꯛꯀꯤ ꯃꯅꯤꯄꯨꯔ ꯃꯅꯨꯡꯗ ꯂꯩꯕ ꯕꯤꯁ꯭ꯅꯨꯄꯨꯔ ꯄꯅꯥꯗ ꯂꯩꯕ ꯂꯩꯄꯥꯛꯀꯤ ꯂꯝꯄꯥꯛ ꯑꯃꯅꯤ꯫ ꯃꯁꯤ ꯂꯣꯛꯇꯥꯛ ꯄꯥꯠꯀꯤ ꯃꯔꯨ ꯑꯣꯢꯕ ꯁꯔꯨꯛ ꯑꯃꯁꯨ ꯑꯣꯢ꯫ ꯅꯨꯡꯒꯤ ꯋꯥꯍꯟꯊꯣꯛ ꯁꯟꯗꯣꯛꯅ ꯇꯥꯛꯄ ꯃꯇꯦꯡ ꯂꯧꯔꯛꯐꯝ ꯃꯆꯥꯈꯥꯏꯕ ꯃꯤꯇꯩ ꯄꯥꯎꯔꯧꯁꯤꯡ ꯄꯥꯎꯔꯧ ꯑꯁꯤ ꯃꯃꯥꯡꯉꯩ ꯃꯩꯍꯧꯔꯣꯜꯗꯒꯤ ꯍꯧꯅ ꯀꯪꯂꯩꯄꯥꯛꯀꯤ ꯃꯤꯇꯩ ꯀꯥꯡꯂꯨꯞ (ꯃꯩꯇꯩ ꯀꯥꯡꯂꯨꯞ)ꯀꯤ ꯂꯥꯢꯒꯨꯝꯂꯕ ꯏꯄꯥ-ꯏꯄꯨ ꯑꯍꯜ-ꯂꯃꯟꯁꯤꯡꯅ ꯁꯛꯅ ꯁꯣꯟꯅꯕꯤꯔꯝꯕ ꯄꯥꯎꯔꯧ ꯄꯥꯎꯇꯥꯛ ꯑꯃꯅꯤ꯫ ꯅꯨꯡꯒꯤ ꯋꯥꯍꯟꯊꯣꯛ ꯁꯟꯗꯣꯛꯅ ꯇꯥꯛꯄ ꯃꯇꯦꯡ ꯂꯧꯔꯛꯐꯝ ꯃꯆꯥꯈꯥꯏꯕ:ꯃꯤꯇꯩ ꯄꯥꯎꯔꯧꯁꯤꯡ ꯀꯩꯊꯦꯜ (ꯀꯩꯊꯦꯟ) ꯍꯥꯏꯕꯁꯤ ꯃꯤꯌꯥꯝꯅ ꯆꯥꯡ ꯅꯥꯢꯅ ꯊꯧ ꯑꯃꯗꯤ ꯄꯣꯠ ꯂꯩꯕ ꯑꯃꯗꯤ ꯌꯣꯟꯕ ꯇꯧꯅꯅꯕ ꯄꯨꯟꯐꯝ ꯑꯣꯢꯔꯤꯕ ꯃꯐꯝ ꯑꯃꯅꯤ꯫ ꯅꯨꯄꯤ ꯀꯩꯊꯦꯜ-ꯏꯃꯥ ꯀꯩꯊꯦꯜ ꯃꯅꯤꯄꯨꯔꯒꯤ ꯀꯣꯅꯨꯡ ꯑꯣꯏꯔꯤꯕ ꯏꯝꯐꯥꯜꯗ ꯈ꯭ꯋꯥꯏꯗꯒꯤ ꯆꯥꯎꯕ ꯈ꯭ꯋꯥꯏꯔꯝꯕꯟ ꯀꯩꯊꯦꯜ ꯑꯁꯤ ꯃꯂꯦꯝꯒꯤ ꯑꯣꯏꯅ ꯈ꯭ꯋꯥꯏꯗꯒꯤ ꯆꯥꯎꯕ ꯅꯨꯄꯤ ꯀꯩꯊꯦꯜꯅꯤ, ꯀꯩꯊꯦꯜ ꯑꯁꯤꯗ ꯄꯣꯠ ꯌꯣꯟꯂꯤꯕ ꯃꯤꯑꯣꯏ ꯈꯨꯗꯤꯡ ꯅꯨꯄꯤ ꯉꯥꯛꯇ ꯑꯣꯏꯔꯤ꯫ ꯁꯤꯁꯨ ꯌꯦꯡꯉꯨ ꯃꯇꯦꯡ ꯂꯧꯔꯛꯐꯝ ꯀꯩꯊꯦꯜꯂꯥꯛꯄꯝ ꯑꯁꯤ ꯃꯤꯇꯩ ꯐꯨꯔꯨꯞꯀꯤ ꯁꯥꯒꯩ ꯑꯃꯅꯤ꯫ ꯁꯥꯒꯩ ꯑꯁꯤ ꯃꯣꯢꯔꯥꯡ ꯌꯦꯛꯀꯤ ꯁꯥꯒꯩ ꯑꯃꯅꯤ꯫ ꯁꯥꯒꯩ ꯑꯁꯤꯒꯤ ꯃꯤꯑꯣꯢꯁꯤꯡꯁꯤ ꯀꯪꯂꯩꯆꯥ ꯉꯥꯛꯇꯅꯤ꯫ ꯁꯤꯃꯁꯨ ꯌꯦꯡꯕꯤꯌꯨ ꯀꯨꯃꯥꯕꯝ ꯁꯥꯒꯩ ꯃꯇꯦꯡ ꯂꯧꯔꯛꯐꯝ ꯃꯆꯥꯈꯥꯏꯕ:ꯌꯨꯝꯅꯥꯛ ꯀꯩꯐꯥ ꯑꯁꯤ ꯀꯪꯂꯩꯄꯥꯛꯀꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞꯀꯤ ꯅꯨꯄꯥꯁꯤꯡꯗ ꯀꯧꯅꯕ ꯃꯃꯤꯡ ꯑꯃꯅꯤ꯫ ꯃꯇꯦꯡ ꯂꯧꯔꯛꯐꯝ ꯃꯆꯥꯈꯥꯏꯕ:ꯃꯤꯇꯩ ꯅꯨꯄꯥꯒꯤ ꯃꯃꯤꯡꯁꯤꯡ ꯃꯍꯥꯛ ꯑꯁꯤ ꯀꯪꯂꯩꯄꯥꯛ (ꯃꯅꯤꯄꯨꯔ) ꯂꯩꯄꯥꯛ ꯑꯁꯤꯗ ꯄꯥꯟꯈꯤꯕ ꯀꯪꯂꯩ ꯅꯤꯡꯊꯧ ꯑꯃꯅꯤ꯫ ꯃꯍꯥꯛꯀꯤ ꯃꯃꯤꯡ ꯑꯁꯤ ꯆꯩꯊꯥꯔꯣꯜ ꯀꯨꯝꯕꯥꯕ (ꯆꯩꯊꯥꯂꯣꯜ ꯀꯨꯝꯄꯥꯄ)ꯗ ꯄꯜꯂꯤ꯫